ꯀꯦꯠ ꯑꯗꯨꯅꯥ ꯍꯥꯏꯔꯛꯏ ꯑꯣꯛ ꯑꯗꯨ ꯑꯣꯏꯔꯕꯗꯤ ꯇꯨꯡꯗꯥ ꯎꯅꯒꯅꯤ꯫ ꯑꯌꯨꯛꯇꯥ ꯊꯥꯖꯔꯛꯄꯒꯨꯝ ꯀꯦꯠ ꯑꯗꯨꯅꯥ ꯀꯣꯛ ꯑꯃꯁꯨꯡ ꯃꯍꯥꯛꯀꯤ ꯂꯣꯏꯅꯕꯤꯕꯨ ꯈꯥꯡꯕꯒꯤ ꯋꯥꯈꯜꯂꯣꯟꯒꯥ ꯂꯣꯏꯅꯅꯥ ꯂꯥꯛꯈꯤ꯫ ꯑꯗꯨꯕꯨ ꯑꯋꯥꯕꯥ ꯕꯦꯀꯌꯥꯔꯗꯇꯥ ꯀꯅꯥ ꯑꯃꯠꯇꯥ ꯂꯩꯔꯝꯗꯦ꯫ ꯀꯦꯠꯀꯤ ꯋꯥꯈꯜꯂꯣꯟ ꯑꯗꯨ ꯈꯪꯂꯗꯨꯅꯥ ꯀꯣꯛ ꯑꯗꯨꯅꯥ ꯍꯥꯟꯅꯗꯒꯤ ꯃꯍꯥꯛꯀꯤ ꯃꯐꯝ ꯑꯗꯨ ꯍꯣꯡꯗꯣꯛꯏ꯫ ꯃꯊꯪꯒꯤ ꯑꯌꯨꯛꯇꯥ ꯀꯦꯠ ꯑꯗꯨꯅꯥ ꯃꯍꯥꯛꯀꯤ ꯑꯁꯥꯎꯕꯥ ꯑꯗꯨ ꯐꯣꯡꯗꯣꯛꯂꯗꯨꯅꯥ ꯀꯣꯛ ꯑꯗꯨꯒꯥ ꯎꯅꯅꯕꯥ ꯂꯥꯛꯈꯤ ꯃꯨꯔꯈ ꯀꯣꯛ ꯅꯪꯅꯥ ꯑꯩꯉꯣꯟꯗꯥ ꯂꯥꯟꯅꯥ ꯂꯝꯖꯤꯡꯈꯤ ꯅꯪꯅꯥ ꯅꯉꯒꯤ ꯅꯨꯃꯤꯠ ꯑꯗꯨ ꯃꯐꯝ ꯑꯃꯗꯥ ꯂꯦꯞꯂꯒꯥ ꯅꯪꯅꯥ ꯂꯥꯟꯅꯥ ꯂꯝꯖꯤꯡꯈꯤ꯫ ꯑꯆꯨꯝꯕꯗꯨ ꯍꯟꯗꯛꯀꯤ ꯃꯇꯝꯁꯤꯗꯥ ꯉꯁꯤ ꯅꯨꯃꯤꯗꯥꯡꯋꯥꯏꯔꯝ ꯀꯗꯥꯏꯗꯥ ꯂꯩꯒꯅꯤ? ꯀꯣꯛ ꯑꯗꯨꯅꯥ ꯂꯥꯡꯇꯛꯅꯅꯥ ꯄꯥꯎꯈꯨꯝ ꯄꯤꯔꯛꯈꯤ ꯑꯔꯣꯏꯕꯥ ꯅꯨꯃꯤꯠ ꯑꯗꯨꯒꯤꯗꯃꯛ ꯁꯣꯔꯤ ꯑꯥꯡꯀꯜ ꯉꯁꯤ ꯑꯩꯈꯣꯏꯅꯥ ꯚꯦꯔꯥꯟꯗꯥ ꯅꯨꯃꯤꯠ ꯑꯗꯨ ꯂꯦꯞꯂꯒꯅꯤ꯫ ꯃꯁꯤꯒꯨꯝꯅꯥ ꯀꯣꯛ ꯑꯁꯤꯅꯥ ꯀꯦꯠ ꯑꯗꯨꯗꯥ ꯂꯣꯠꯇꯨꯅꯥ ꯁꯥꯟꯅꯈꯤ ꯃꯗꯨꯅꯥ ꯃꯍꯥꯛꯀꯤ ꯑꯁꯥꯎꯕꯥ ꯑꯗꯨ ꯍꯦꯟꯒꯠꯍꯟꯈꯤ꯫ ꯃꯁꯤꯒꯤ ꯃꯅꯨꯡꯗꯥ ꯀꯣꯛ ꯑꯁꯤꯅꯥ ꯃꯍꯥꯛꯀꯤ ꯃꯆꯥꯁꯤꯡꯕꯨ ꯍꯥꯠꯈꯤꯕꯒꯤꯗꯃꯛ ꯀꯦꯠ ꯑꯗꯨꯒꯤ ꯃꯍꯨꯠ ꯁꯤꯟꯅꯕꯥ ꯊꯧꯔꯥꯡ ꯑꯃꯥ ꯁꯦꯝꯈꯤ꯫ ꯃꯍꯥꯛꯅꯥ ꯀꯦꯠ ꯑꯗꯨꯕꯨ ꯍꯥꯠꯅꯕꯥ ꯃꯐꯝ ꯑꯗꯨꯗꯥ ꯃꯍꯥꯛꯀꯤ ꯃꯔꯨꯞꯁꯤꯡꯒꯥ ꯄꯥꯎ ꯐꯥꯎꯅꯈꯤ꯫ ꯃꯍꯥꯛꯀꯤ ꯃꯔꯨꯞꯁꯤꯡꯒꯤ ꯃꯅꯨꯡꯗꯥ ꯉꯥ ꯑꯃꯥ ꯀꯦꯛ ꯑꯃꯥ ꯃꯍꯤꯛ ꯑꯃꯥ ꯅꯤꯜ ꯑꯃꯥ ꯒꯣꯗꯥꯎꯟ ꯑꯃꯥ ꯑꯃꯁꯨꯡ ꯀꯥꯡꯕꯨ ꯑꯃꯥ ꯌꯥꯎꯔꯤ꯫ ꯃꯈꯣꯏ ꯄꯨꯝꯅꯃꯛꯅꯥ ꯃꯤꯐꯝ ꯑꯃꯥ ꯄꯥꯡꯊꯣꯛꯈꯤ ꯑꯃꯁꯨꯡ ꯀꯦꯠ ꯑꯗꯨꯕꯨ ꯍꯥꯠꯅꯕꯥ ꯊꯧꯔꯥꯡ ꯑꯃꯥ ꯁꯦꯝꯈꯤ꯫ ꯅꯨꯃꯤꯗꯥꯡꯋꯥꯏꯔꯝ ꯂꯣꯏꯔꯕꯥ ꯃꯇꯨꯡꯗꯥ ꯃꯔꯨꯞ ꯄꯨꯝꯅꯃꯛ ꯃꯈꯣꯏꯒꯤ ꯄꯣꯖꯤꯁꯟꯗꯥ ꯂꯦꯞꯂꯒꯥ ꯀꯦꯠ ꯑꯗꯨꯗꯥ ꯑꯦꯇꯦꯛ ꯇꯧꯈꯤ꯫ ꯀꯦꯠ ꯑꯗꯨꯅꯥ ꯀꯣꯛ ꯑꯃꯁꯨꯡ ꯃꯍꯥꯛꯀꯤ ꯅꯨꯄꯤꯕꯨ ꯆꯥꯕꯥ ꯌꯥꯕꯒꯤ ꯋꯥꯈꯜꯂꯣꯟꯒꯥ ꯂꯣꯏꯅꯅꯥ ꯂꯥꯛꯈꯤ꯫ ꯃꯍꯥꯛꯅꯥ ꯅꯨꯡꯉꯥꯏꯅꯥ ꯈꯟꯈꯤ ꯉꯁꯤ ꯑꯩꯅꯥ ꯀꯣꯛ ꯑꯃꯁꯨꯡ ꯃꯍꯥꯛꯀꯤ ꯅꯨꯄꯤꯕꯨ ꯁꯣꯏꯗꯅꯥ ꯈꯥꯡꯒꯅꯤ ꯉꯁꯤꯗꯤ ꯑꯩꯒꯤ ꯌꯥꯝꯅꯥ ꯂꯥꯏꯕꯛ ꯐꯕꯅꯤ꯫ ꯋꯥꯈꯜꯁꯤꯡ ꯑꯁꯤꯒꯥ ꯂꯣꯏꯅꯅꯥ ꯍꯔꯥꯎꯕꯥ ꯐꯣꯡꯗꯣꯛꯂꯗꯨꯅꯥ ꯀꯦꯠ ꯑꯗꯨ ꯌꯨꯝꯒꯤ ꯃꯅꯨꯡꯗꯥ ꯂꯥꯛꯈꯤ꯫ ꯑꯗꯨꯕꯨ ꯃꯅꯨꯡꯗꯥ ꯌꯥꯝꯅꯥ ꯅꯤꯡꯊꯤꯖꯅꯥ ꯂꯩꯔꯝꯃꯤ ꯑꯃꯁꯨꯡ ꯃꯍꯥꯛꯅꯥ ꯀꯔꯤꯒꯨꯝꯕꯥ ꯑꯃꯠꯇꯥ ꯎꯈꯤꯗꯦ꯫ ꯃꯍꯥꯛꯅꯥ ꯃꯐꯝ ꯑꯗꯨꯗꯥ ꯀꯨꯀꯨꯝ ꯑꯃꯁꯨꯡ ꯃꯍꯥꯛꯀꯤ ꯅꯨꯄꯤꯕꯨ ꯊꯤꯖꯤꯟꯈꯤ꯫ ꯑꯔꯣꯏꯕꯗꯥ ꯃꯍꯥꯛꯅꯥ ꯃꯈꯣꯏꯗꯥ ꯀꯧꯔꯀꯏ ꯑꯣ ꯀꯣꯛ ꯑꯣ ꯍꯦꯟ ꯅꯪ ꯀꯗꯥꯏꯗꯥ ꯂꯩꯔꯤꯕꯅꯣ? ꯌꯥꯝꯅꯥ ꯑꯃꯝꯕꯅꯤ ꯑꯗꯨꯒꯥ ꯑꯩꯅꯥ ꯀꯔꯤꯒꯨꯝꯕꯥ ꯑꯃꯠꯇꯥ ꯎꯕꯥ ꯐꯪꯗꯦ ꯀꯣꯛ ꯑꯗꯨꯅꯥ ꯄꯥꯎꯈꯨꯝ ꯄꯤꯔꯛꯏ ꯑꯣ ꯃꯥꯃꯥ ꯑꯩꯈꯣꯏ ꯃꯐꯝꯁꯤꯗꯥ ꯂꯩꯔꯤ ꯅꯨꯡꯁꯤꯠ ꯍꯨꯝꯂꯦ꯫ ꯃꯉꯥꯜ ꯄꯨꯝꯅꯃꯛ ꯊꯣꯛꯍꯜꯂꯨ ꯃꯅꯥꯛ ꯅꯛꯄꯗꯥ ꯊꯣꯡ ꯑꯃꯥ ꯂꯩꯔꯤ ꯆꯥꯟꯕꯤꯗꯨꯅꯥ ꯑꯩꯈꯣꯏꯅꯥ ꯑꯃꯅꯥ ꯑꯃꯕꯨ ꯎꯕꯥ ꯐꯪꯅꯕꯥ ꯃꯩ ꯊꯥꯕꯤꯌꯨ꯫ ꯑꯗꯨꯗꯒꯤ ꯑꯃꯝꯕꯗꯥ ꯀꯦꯠ ꯑꯗꯨ ꯇꯞꯅꯥ ꯇꯞꯅꯥ ꯍꯦꯌꯥꯔꯒꯤ ꯃꯅꯥꯛꯇꯥ ꯂꯥꯛꯈꯤ ꯑꯃꯁꯨꯡ ꯃꯍꯥꯛꯅꯥ ꯃꯩ ꯊꯥꯅꯕꯥ ꯍꯣꯠꯅꯔꯛꯄꯥ ꯃꯇꯝꯗꯥ ꯍꯥꯟꯅꯗꯒꯤ ꯍꯦꯌꯥꯔꯒꯤ ꯃꯅꯨꯡꯗꯥ ꯂꯣꯠꯇꯨꯅꯥ ꯂꯩꯔꯕꯥ ꯉꯥ ꯑꯗꯨꯅꯥ ꯃꯁꯥꯃꯛꯄꯨ ꯕ꯭ꯂꯥꯁ꯭ꯠ ꯇꯧꯈꯤ ꯑꯃꯁꯨꯡ ꯀꯦꯠ ꯑꯗꯨꯒꯤ ꯃꯃꯤꯠꯇꯥ ꯏꯁꯤꯡ ꯊꯨꯃꯖꯤꯜꯂꯛꯈꯤ꯫ ꯑꯗꯨꯗꯒꯤ ꯃꯁꯥꯃꯛꯄꯨ ꯁꯥꯎꯍꯟꯗꯨꯅꯥ ꯀꯦꯠ ꯑꯗꯨꯅꯥ ꯃꯤꯠ ꯎꯗꯕꯥ ꯉꯝꯅꯕꯥ ꯏꯁꯤꯡꯒꯤ ꯄꯣꯠꯁꯛ ꯑꯗꯨꯗꯒꯤ ꯏꯁꯤꯡ ꯂꯧꯊꯣꯛꯅꯕꯥ ꯍꯣꯠꯅꯈꯤ꯫